ꯀꯤ-ꯋꯥꯔꯗꯥ ꯑꯃ ꯄꯤꯔꯒ, ꯋꯥꯔꯤꯃꯆꯥ ꯑꯃ ꯏꯕ ꯌꯥꯕꯒꯤ ꯑꯣꯏꯊꯣꯛꯄ ꯌꯥꯕ ꯋꯥꯈꯜꯂꯣꯟ ꯃꯉꯥ ꯄꯤꯌꯨ꯫ ꯁꯤꯕ:ꯁꯤꯕꯒ ꯃꯁꯥ ꯃꯊꯟꯇ ꯎꯅꯖꯕ ꯃꯤꯑꯣꯏ ꯑꯃꯒꯤ ꯃꯔꯝꯗ ꯋꯥꯔꯤ ꯑꯃ, ꯑꯗꯨꯕꯨ ꯃꯈꯣꯏꯒꯤ ꯄꯨꯟꯁꯤꯕꯨ ꯂꯧꯁꯤꯟꯕꯒꯤ ꯃꯍꯨꯠꯇ ꯁꯤꯕꯅ ꯃꯈꯣꯏꯕꯨ ꯃꯇꯧ ꯀꯔꯝꯅ ꯇꯁꯦꯡꯅ ꯍꯤꯡꯒꯗꯒꯦ ꯍꯥꯏꯕꯗꯨ ꯇꯥꯛꯄꯤ꯫ ꯏꯃꯨꯡꯒꯤ ꯃꯤꯑꯣꯏ ꯑꯃ ꯁꯤꯔꯕ ꯃꯇꯨꯡꯗ ꯂꯦꯝꯍꯧꯔꯤꯕ ꯃꯔꯤ-ꯃꯇꯥꯁꯤꯡꯅ ꯃꯈꯣꯏꯒꯤ ꯃꯔꯛꯇ ꯊꯥꯖꯗꯕ ꯃꯔꯤ ꯑꯃ ꯈꯪꯗꯣꯛꯏ꯫ ꯃꯤꯑꯣꯏ ꯑꯃꯅ ꯃꯤꯑꯣꯏꯕꯕꯨ ꯄꯨꯟꯁꯤꯗ ꯑꯃꯨꯛ ꯍꯟꯅ ꯄꯨꯔꯛꯄꯒꯤ ꯁꯛꯇꯤ ꯂꯩ ꯍꯥꯏꯕ ꯈꯪꯏ, ꯑꯗꯨꯕꯨ ꯃꯗꯨꯒꯤ ꯃꯍꯩꯗꯤ ꯌꯥꯝꯅ ꯁꯥꯊꯤꯕ ꯑꯣꯏ꯫ ꯁꯤꯕꯒ ꯅꯛꯅꯕ ꯑꯦꯛꯁꯄꯔꯤꯑꯦꯟꯁ ꯑꯃꯅ ꯄ꯭ꯔꯣꯇꯣꯒꯣꯅꯤꯁ꯭ꯇꯀꯤ ꯄꯨꯟꯁꯤ ꯑꯃꯁꯨꯡ ꯃꯔꯤꯁꯤꯡꯒꯤ ꯃꯇꯥꯡꯗ ꯌꯦꯡꯂꯤꯕ ꯃꯤꯠꯌꯦꯡ ꯑꯗꯨ ꯍꯣꯡꯗꯣꯛꯏ, ꯃꯈꯣꯏꯕꯨ ꯃꯁꯥꯅ ꯃꯁꯥꯕꯨ ꯊꯤꯗꯣꯛꯆꯕ ꯑꯃꯁꯨꯡ ꯇ꯭ꯔꯥꯟꯁꯐꯣꯔꯃꯦꯁꯟꯒꯤ ꯈꯣꯡꯆꯠ ꯑꯃꯗ ꯂꯝꯖꯤꯡꯏ꯫ ꯃꯈꯣꯏꯒꯤ ꯄꯨꯟꯁꯤ, ꯁꯤꯕ ꯑꯃꯁꯨꯡ ꯃꯈꯣꯏꯅ ꯇꯣꯉꯥꯟꯅ ꯍꯤꯡꯂꯝꯒꯗꯕ ꯃꯤꯀꯨꯞꯁꯤꯡ ꯑꯗꯨ ꯋꯥꯈꯜ ꯇꯥꯍꯜꯂꯤꯕ ꯚꯨꯠ ꯑꯃꯅ ꯋꯥꯔꯤ ꯑꯃ꯫ ꯀꯔꯤꯒꯤꯗꯃꯛꯇ ꯑꯀꯛꯅꯕ ꯃꯈꯜ ꯑꯃꯒꯤ ꯆꯤꯟꯖꯥꯛ ꯑꯁꯤ ꯍꯛꯁꯦꯜ ꯐꯩ ꯍꯥꯏꯅ ꯈꯜꯂꯤꯕꯅꯣ ꯍꯥꯌꯕꯗꯨ ꯐꯣꯡꯗꯣꯛꯄꯤꯌꯨ꯫ ꯑꯦꯚꯣꯀꯦꯗꯣꯁꯤꯡ: ꯑꯦꯚꯣꯀꯦꯗꯣ ꯑꯁꯤ ꯍꯛꯆꯥꯡ ꯐꯅ ꯂꯩꯅꯕ ꯆꯤꯟꯖꯥꯛ ꯑꯃ ꯑꯣꯏꯅ ꯂꯧꯅꯕꯒꯤ ꯃꯔꯝ ꯀꯌꯥ ꯂꯩ꯫ ꯑꯦꯚꯣꯀꯦꯗꯣ ꯑꯁꯤ ꯊꯥꯖꯕ ꯌꯥꯗꯕ ꯃꯑꯣꯡꯗ ꯃꯆꯤ ꯑꯣꯏꯕ ꯆꯤꯟꯖꯥꯛ ꯌꯥꯎꯏ ꯑꯃꯁꯨꯡ ꯃꯁꯤꯗ ꯇꯣꯉꯥꯟ ꯇꯣꯉꯥꯟꯕ ꯚꯤꯇꯥꯃꯤꯟ ꯑꯃꯁꯨꯡ ꯃꯤꯅꯔꯦꯜ ꯀꯨꯟ ꯍꯥꯏꯕꯗꯤ ꯚꯤꯇꯥꯃꯤꯟ ꯀꯦ, ꯚꯤꯇꯥꯃꯤꯟ ꯏ, ꯚꯤꯇꯥꯃꯤꯟ ꯁꯤ, ꯑꯃꯁꯨꯡ ꯄꯣꯇꯥꯁꯤꯌꯝ ꯌꯥꯎꯔꯤ꯫ ꯃꯈꯣꯏꯗ ꯍꯛꯁꯦꯜ ꯐꯕ ꯐꯦꯇꯁꯤꯡꯁꯨ ꯌꯥꯎꯏ, ꯃꯔꯨꯑꯣꯏꯅ ꯃꯣꯅꯣꯑꯟꯁꯦꯆꯨꯔꯦꯇꯦꯠ ꯐꯦꯠꯁꯤꯡꯁꯨ ꯌꯥꯎꯏ, ꯃꯈꯣꯏ ꯑꯁꯤ ꯍꯥꯔꯠꯀꯤ ꯂꯥꯏꯅꯥꯒꯤ ꯔꯤꯁ꯭ꯛ ꯍꯟꯊꯍꯟꯕꯒ ꯃꯔꯤ ꯂꯩꯅꯩ ꯍꯥꯏꯅ ꯂꯧꯅꯩ꯫ ꯃꯁꯤꯒꯤ ꯃꯊꯛꯇ, ꯑꯦꯚꯣꯀꯦꯗꯣꯗ ꯐꯥꯏꯕꯔ ꯌꯥꯝꯅ ꯌꯥꯎꯏ, ꯃꯁꯤꯅ ꯍꯛꯆꯥꯡ ꯐꯅ ꯂꯩꯅꯕ ꯗꯥꯏꯖꯦꯁꯟ ꯍꯦꯟꯒꯠꯍꯜꯂꯤ ꯑꯃꯁꯨꯡ ꯅꯍꯥꯛꯄꯨ ꯃꯇꯝ ꯁꯥꯡꯅ ꯃꯄꯨꯡ ꯐꯥꯅ ꯋꯥꯈꯜ ꯇꯥꯍꯟꯕꯗ ꯃꯇꯦꯡ ꯄꯥꯡꯏ꯫ ꯃꯈꯣꯏꯒꯤ ꯒ꯭ꯂꯥꯏꯁꯦꯃꯤꯛ ꯏꯟꯗꯦꯛꯁꯁꯨ ꯌꯥꯝꯅ ꯅꯦꯝꯃꯤ, ꯃꯁꯤꯅ ꯇꯥꯛꯄꯗꯤ ꯃꯈꯣꯏꯅ ꯕ꯭ꯂꯗ ꯁꯨꯒ꯭ꯔꯒꯤ ꯆꯥꯡ ꯍꯦꯟꯒꯠꯂꯛꯄꯒꯤ ꯆꯥꯡ ꯍꯟꯊꯩ꯫ ꯑꯦꯚꯣꯀꯦꯗꯣꯗ ꯑꯦꯟꯇꯤꯑꯣꯛꯁꯤꯗꯦꯟꯠꯁꯤꯡꯁꯨ ꯌꯥꯎꯏ, ꯃꯗꯨꯅ ꯅꯍꯥꯛꯀꯤ ꯍꯛꯆꯥꯡꯕꯨ ꯐ꯭ꯔꯤ ꯔꯦꯗꯤꯀꯦꯂꯁꯤꯡꯗꯒꯤ ꯑꯃꯥꯡ-ꯑꯇꯥ ꯊꯣꯛꯍꯟꯗꯅꯕ ꯉꯥꯛꯊꯣꯛꯄꯗ ꯃꯇꯦꯡ ꯄꯥꯡꯏ꯫ ꯃꯍꯧꯁꯥꯒꯤ ꯑꯣꯏꯕ ꯀꯦꯃꯤꯀꯦꯂꯁꯤꯡ ꯑꯁꯤꯅ ꯁꯦꯂꯁꯤꯡꯗ ꯑꯃꯥꯡ-ꯑꯇꯥ ꯊꯣꯛꯅꯕ ꯌꯥꯏ ꯑꯃꯁꯨꯡ ꯃꯁꯤ ꯑꯍꯜ ꯑꯣꯏꯔꯛꯄ ꯑꯃꯁꯨꯡ ꯂꯥꯏꯅꯥ ꯀꯌꯥꯒꯥ ꯃꯔꯤ ꯂꯩꯅꯩ ꯍꯥꯏꯅ ꯂꯧꯅꯔꯤ꯫ ꯑꯄꯨꯟꯕ ꯑꯣꯏꯅ, ꯑꯦꯚꯣꯀꯦꯗꯣꯗ ꯂꯩꯔꯤꯕ ꯅ꯭ꯌꯨꯇꯔꯤꯑꯦꯟꯠꯁꯤꯡ ꯑꯃꯁꯨꯡ ꯍꯛꯆꯥꯡ ꯐꯅ ꯂꯩꯅꯕ ꯐꯦꯠꯁꯤꯡ ꯑꯁꯤ ꯄꯨꯟꯅ ꯆꯠꯃꯤꯟꯅꯕꯅ ꯃꯈꯣꯏꯕꯨ ꯑꯐꯕ ꯍꯛꯁꯦꯜ ꯌꯣꯛꯈꯠꯅꯕꯒꯤꯗꯃꯛ ꯑꯐꯕ ꯆꯤꯟꯖꯥꯛ ꯑꯃꯥ ꯑꯣꯏꯍꯜꯂꯤ꯫ ꯅꯍꯥꯛꯀꯤ ꯏꯟꯇꯔꯅꯦꯠ ꯁꯤꯒꯅꯦꯜ ꯕ꯭ꯔꯣꯗꯀꯥꯁ꯭ꯠ ꯇꯧꯕꯗ 'ꯕ꯭ꯔꯣꯗꯀꯥꯁ꯭ꯇꯤꯡ' ꯍꯥꯏꯕ ꯋꯥꯍꯩ ꯑꯁꯤ ꯁꯟꯗꯣꯛꯅ ꯇꯥꯀꯄꯤꯌꯨ꯫ ꯅꯍꯥꯛꯀꯤ ꯏꯟꯇꯔꯅꯦꯠ ꯁꯤꯒꯅꯦꯜ ꯑꯗꯨ ꯕ꯭ꯔꯣꯗꯀꯥꯁ꯭ꯠ ꯇꯧꯕ ꯍꯥꯏꯕꯁꯤ ꯋꯥꯏ-ꯐꯥꯏ ꯁꯤꯒꯅꯦꯜ ꯑꯃ ꯋꯥꯏ꯭ꯔꯂꯦꯁ ꯔꯥꯎꯇꯔ ꯑꯃꯒꯤ ꯈꯨꯠꯊꯥꯡꯗ ꯗꯤꯚꯥꯏꯁ ꯑꯗꯨꯒꯤ ꯑꯀꯣꯏꯕꯗ ꯂꯩꯕ ꯑꯀꯛꯅꯕ ꯔꯦꯟꯖ ꯑꯃꯗ ꯇ꯭ꯔꯥꯟꯁꯃꯤꯠ ꯇꯧꯕꯒꯤ ꯊꯧꯑꯣꯡ ꯑꯗꯨꯕꯨ ꯈꯪꯅꯩ, ꯃꯗꯨꯅ ꯃꯜꯇꯤꯄꯜ ꯗꯤꯚꯥꯏꯁꯁꯤꯡꯕꯨ ꯏꯟꯇꯔꯅꯦꯠꯇ ꯀꯅꯦꯛ ꯇꯧꯕꯥ ꯉꯝꯍꯜꯂꯤ꯫ ꯃꯁꯤꯒꯤ ꯊꯧꯑꯣꯡ ꯑꯁꯤꯅ ꯃꯍꯧꯁꯥꯅ ꯑꯀꯛꯅꯕ ꯐ꯭ꯔꯤꯀ꯭ꯋꯦꯟꯁꯤ ꯑꯃꯗ ꯋꯥꯏ-ꯐꯥꯏ ꯁꯤꯒꯅꯦꯜ ꯑꯗꯨ ꯈꯪꯗꯣꯛꯅꯕ ꯁꯤꯖꯤꯟꯅꯕ ꯁꯔꯚꯤꯁ ꯁꯦꯠ ꯑꯥꯏꯗꯦꯟꯇꯤꯐꯥꯌꯔ ꯀꯧꯕ ꯑꯈꯟꯅꯕ ꯑꯥꯏꯗꯦꯟꯇꯤꯐꯥꯌꯔ ꯑꯃ ꯁꯦꯝꯅꯕ ꯋꯥꯏꯔꯂꯦꯁ ꯔꯥꯎꯇꯔ ꯑꯃ ꯀꯟꯐꯤꯒꯔ ꯇꯧꯕꯗ ꯌꯥꯎꯏ꯫ ꯃꯗꯨꯒꯤ ꯃꯇꯨꯡꯗꯥ ꯋꯥꯏꯔꯂꯦꯁ ꯔꯥꯎꯇꯔ ꯑꯗꯨꯅꯥ ꯃꯁꯤꯒꯤ ꯀꯚꯔꯦꯖ ꯑꯦꯔꯤꯌꯥꯒꯤ ꯃꯅꯨꯡꯗ ꯂꯩꯕ ꯑꯦꯌꯔꯒꯤ ꯈꯨꯠꯊꯥꯡꯗ ꯁꯤꯒꯅꯦꯜ ꯑꯗꯨ ꯊꯥꯏ, ꯃꯗꯨꯅ ꯔꯦꯟꯖꯀꯤ ꯃꯅꯨꯡꯗ ꯂꯩꯕꯥ ꯀꯝꯄꯦꯇꯤꯇꯤꯕ ꯗꯤꯚꯥꯏꯁꯁꯤꯡꯅ ꯕ꯭ꯔꯣꯗꯀꯥꯁ꯭ꯠ ꯇꯧꯔꯕ ꯁꯤꯒꯅꯦꯜ ꯑꯗꯨꯒꯤ ꯈꯨꯠꯊꯥꯡꯗ ꯏꯟꯇꯔꯅꯦꯠ ꯑꯗꯨ ꯈꯪꯗꯣꯛꯄ, ꯀꯅꯦꯛ ꯇꯧꯕ ꯑꯃꯁꯨꯡ ꯑꯦꯛꯁꯦꯁ ꯇꯧꯕ ꯌꯥꯍꯜꯂꯤ꯫ ꯇꯉꯥꯏꯐꯗꯅ, ꯅꯍꯥꯛꯀꯤ ꯏꯟꯇꯔꯅꯦꯠ ꯁꯤꯒꯅꯦꯜ ꯑꯗꯨ ꯕ꯭ꯔꯣꯗꯀꯥꯁ꯭ꯠ ꯇꯧꯕ ꯍꯥꯏꯕꯁꯤꯅ, ꯑꯀꯛꯅꯕ ꯃꯐꯝ ꯑꯃꯒꯤ ꯃꯅꯨꯡꯗ ꯂꯩꯕ ꯃꯜꯇꯤꯄꯜ ꯗꯤꯚꯥꯏꯁꯁꯤꯡꯗ ꯅꯍꯥꯛꯀꯤ ꯏꯟꯇꯔꯅꯦꯠ ꯑꯗꯨ ꯋꯥꯏꯔꯂꯦꯁ ꯑꯣꯏꯅ ꯑꯦꯛꯁꯦꯁꯤꯕꯜ ꯑꯣꯏꯍꯟꯕꯒꯤ ꯑꯦꯛꯇ ꯑꯗꯨꯕꯨ ꯈꯪꯅꯩ꯫ ꯃꯇꯤꯛ ꯆꯥꯕꯥ ꯄ꯭ꯔꯤꯄꯖꯤꯁꯟ ꯑꯃꯥ ꯊꯤꯌꯨ ꯑꯃꯁꯨꯡ ꯋꯥꯍꯩ ꯑꯗꯨꯗꯥ ꯂꯩꯔꯤꯕꯥ ꯕ꯭ꯂꯦꯉ꯭ꯛ ꯑꯗꯨ ꯃꯍꯨꯠ ꯁꯤꯜꯂꯨ꯫ ꯃꯍꯥꯛ ꯁꯥꯟꯅꯄꯣꯠꯁꯤꯡ ꯌꯥꯝꯅꯥ ꯄꯥꯝꯃꯤ꯫ ꯃꯍꯥꯛ ꯁꯥꯟꯅꯄꯣꯠ ꯁꯥꯟꯅꯕꯗꯨ ꯌꯥꯝꯅ ꯄꯥꯝꯃꯤ꯫